ꯁꯤꯁꯇꯦꯅꯦꯕꯜ ꯗꯤꯕꯂꯞꯃꯦꯟꯒꯤ ꯃꯔꯨꯑꯣꯏꯕ ꯃꯤꯠꯌꯦꯡ ꯑꯍꯨꯝ ꯑꯗꯨ ꯁꯟꯗꯣꯛꯅ ꯇꯥꯛꯄꯤꯌꯨ꯫ ꯇꯨꯡ ꯀꯣꯏꯅ ꯆꯠꯀꯗꯕ ꯆꯥꯎꯈꯠ ꯊꯧꯔꯥꯡ ꯍꯥꯏꯕꯁꯤ ꯇꯨꯡꯒꯤ ꯃꯤꯔꯣꯜꯁꯤꯡꯅ ꯃꯈꯣꯏ ꯃꯁꯥꯒꯤ ꯗꯔꯀꯥꯔ ꯑꯣꯏꯕꯁꯤꯡ ꯐꯪꯅꯕꯒꯤ ꯇꯧꯕ ꯉꯝꯕꯁꯤꯡꯗ ꯑꯀꯥꯏꯕ ꯄꯤꯗꯅ ꯍꯧꯖꯤꯛꯀꯤ ꯃꯇꯝꯒꯤ ꯗꯔꯀꯥꯔ ꯑꯣꯏꯕꯁꯤꯡ ꯑꯗꯨ ꯐꯪꯅꯕꯒꯤ ꯊꯧꯑꯣꯡꯕꯨ ꯈꯪꯅꯩ꯫ ꯁꯤꯁꯇꯦꯅꯦꯕꯜ ꯗꯤꯕꯂꯞꯃꯦꯟꯒꯤ ꯃꯔꯨꯑꯣꯏꯕ ꯃꯤꯠꯌꯦꯡ ꯅꯠꯇ꯭ꯔꯥꯒ ꯂꯝꯕꯤ ꯑꯍꯨꯝ ꯂꯩ꯫ ꯏꯀꯣꯅꯣꯃꯤꯛ ꯁꯣꯁꯤꯑꯦꯜ ꯑꯃꯁꯨꯡ ꯑꯀꯣꯏꯕꯒꯤ ꯏꯀꯣꯅꯣꯃꯤꯛ ꯁꯤꯁꯇꯦꯅꯦꯕꯤꯂꯤꯇꯤ ꯃꯁꯤꯒꯤ ꯃꯤꯠꯌꯦꯡ ꯑꯁꯤꯅ ꯍꯧꯖꯤꯛ ꯑꯃꯁꯨꯡ ꯇꯨꯡꯒꯤ ꯃꯤꯔꯣꯜꯁꯤꯡꯒꯤꯗꯃꯛ ꯏꯀꯣꯅꯣꯃꯤꯛ ꯒ꯭ꯔꯣꯠ ꯑꯃꯁꯨꯡ ꯇꯪꯗꯨ ꯂꯩꯇꯥꯕ ꯁꯣꯏꯗꯅ ꯂꯩꯍꯟꯕꯗ ꯃꯤꯠꯌꯦꯡ ꯊꯝꯂꯤ꯫ ꯃꯁꯤꯗ ꯂꯟ ꯊꯨꯝ ꯁꯦꯝꯒꯠꯅꯕ ꯄꯣꯠꯊꯣꯛ ꯄꯨꯊꯣꯛꯄ ꯁꯦꯝꯒꯠꯍꯟꯅꯕ ꯑꯃꯁꯨꯡ ꯃꯤꯄꯨꯝ ꯈꯨꯗꯤꯡꯃꯛꯀꯤꯗꯃꯛ ꯁꯦꯜ ꯊꯨꯝꯒꯤ ꯈꯨꯗꯣꯡꯆꯥꯕꯁꯤꯡ ꯐꯪꯍꯟꯅꯕ ꯔꯤꯁꯣꯔꯁꯁꯤꯡ ꯗꯥꯏꯠ ꯂꯩꯅ ꯁꯤꯖꯤꯟꯅꯕ ꯌꯥꯎꯔꯤ꯫ ꯃꯁꯤ ꯇꯨꯡ ꯀꯣꯏꯅ ꯆꯠꯀꯗꯕ ꯀꯟꯖꯨꯝꯁꯟ ꯑꯃꯁꯨꯡ ꯄ꯭ꯔꯗꯛꯁꯟ ꯄꯔꯃꯣꯠ ꯇꯧꯕ ꯔꯤꯟꯅꯨꯑꯦꯕꯜ ꯔꯤꯁꯣꯔꯁꯁꯤꯡ ꯁꯤꯖꯤꯟꯅꯕ ꯍꯦꯟꯒꯠꯍꯟꯕ ꯑꯃꯁꯨꯡ ꯏꯀꯣꯅꯣꯃꯤꯛ ꯒ꯭ꯔꯣꯠꯀꯤ ꯊꯕꯛ ꯑꯃꯁꯨꯡ ꯈꯨꯗꯣꯡꯆꯥꯕꯁꯤꯡ ꯁꯦꯝꯒꯠꯄ ꯄꯣꯂꯤꯁꯤ ꯑꯃꯁꯨꯡ ꯄ꯭ꯔꯦꯛꯇꯤꯁꯁꯤꯡꯒꯤ ꯈꯨꯠꯊꯥꯡꯗ ꯐꯪꯕ ꯉꯝꯒꯅꯤ꯫ ꯁꯣꯁꯤꯑꯦꯜ ꯁꯤꯁꯇꯦꯅꯦꯕꯤꯂꯤꯇꯤ ꯃꯁꯤꯒꯤ ꯃꯤꯠꯌꯦꯡ ꯑꯁꯤꯅ ꯃꯤꯌꯥꯝꯒꯤ ꯌꯥꯏꯐꯅꯕ ꯑꯃꯁꯨꯡ ꯃꯤꯄꯨꯝ ꯈꯨꯗꯤꯡꯃꯛꯀꯤ ꯃꯥꯟꯅꯕ ꯑꯃꯁꯨꯡ ꯁꯣꯁꯤꯑꯦꯜ ꯖꯁꯇꯤꯁ ꯁꯣꯏꯗꯅ ꯐꯪꯍꯟꯕꯗ ꯃꯤꯠꯌꯦꯡ ꯊꯝꯂꯤ꯫ ꯃꯁꯤꯗ ꯍꯦꯜꯀꯦꯌꯔ ꯑꯦꯖꯨꯀꯦꯁꯟ ꯑꯃꯁꯨꯡ ꯍꯥꯎꯁꯤꯡꯒꯨꯝꯕ ꯇꯉꯥꯏꯐꯗꯕ ꯁꯔꯚꯤꯁꯁꯤꯡ ꯁꯣꯏꯗꯅ ꯐꯪꯅꯕꯒ ꯂꯣꯏꯅꯅ ꯖꯦꯟꯗꯔ ꯏꯛꯕꯦꯂꯤꯇꯤ ꯐꯦꯌꯔ ꯂꯦꯕꯔ ꯄ꯭ꯔꯦꯛꯇꯤꯁꯁꯤꯡ ꯑꯃꯁꯨꯡ ꯃꯤꯑꯣꯏꯕꯒꯤ ꯍꯛꯆꯤꯡ ꯌꯣꯛꯈꯠꯄ ꯌꯥꯎꯔꯤ꯫ ꯁꯣꯁꯤꯑꯦꯜ ꯁꯤꯁꯇꯦꯅꯦꯕꯤꯂꯤꯇꯤꯗ ꯃꯤꯌꯥꯝꯅ ꯋꯥꯔꯦꯞ ꯂꯧꯕꯗ ꯁꯔꯨꯛ ꯌꯥꯕ ꯑꯃꯁꯨꯡ ꯀꯝꯃꯨꯅꯤꯇꯤ ꯑꯃꯁꯨꯡ ꯃꯁꯥꯒꯤ ꯑꯣꯏꯕ ꯑꯆꯦꯠꯄ ꯋꯥꯈꯜꯂꯣꯟ ꯂꯩꯕ ꯌꯥꯕ ꯑꯦꯁꯂꯨꯁꯤꯕ ꯑꯃꯁꯨꯡ ꯏꯛꯕꯤꯇꯦꯕꯜ ꯁꯣꯁꯥꯏꯇꯤꯁꯤꯡ ꯁꯦꯝꯒꯠꯄꯁꯨ ꯌꯥꯎꯔꯤ꯫ ꯑꯦꯟꯚꯥꯏꯔꯣꯃꯦꯟ ꯁꯤꯁꯇꯦꯅꯦꯕꯤꯂꯤꯇꯤ ꯃꯁꯤꯒꯤ ꯃꯤꯠꯌꯦꯡ ꯑꯁꯤꯅ ꯍꯧꯖꯤꯛ ꯂꯩꯔꯤꯕ ꯑꯃꯁꯨꯡ ꯇꯨꯡꯒꯤ ꯃꯤꯔꯣꯜꯁꯤꯡꯒꯤꯗꯃꯛ ꯃꯍꯧꯁꯥꯒꯤ ꯑꯀꯣꯏꯕꯒꯤ ꯐꯤꯕꯝ ꯉꯥꯛ ꯁꯦꯟꯕ ꯑꯃꯁꯨꯡ ꯉꯥꯛ ꯁꯦꯟꯕꯗ ꯃꯤꯠꯌꯦꯡ ꯊꯝꯂꯤ꯫ ꯃꯁꯤꯗ ꯃꯍꯧꯁꯥꯒꯤ ꯔꯤꯁꯣꯔꯁꯁꯤꯡ ꯃꯦꯅꯦꯖ ꯇꯧꯕ ꯑꯃꯁꯨꯡ ꯉꯥꯛꯊꯣꯛꯄ ꯒ꯭ꯔꯤꯟꯍꯥꯎꯁ ꯒꯤꯌꯥꯁ ꯊꯥꯗꯣꯛꯄ ꯍꯟꯊꯍꯟꯕ ꯑꯃꯁꯨꯡ ꯃꯤꯑꯣꯏꯕꯒꯤ ꯊꯕꯛ ꯊꯧꯔꯝꯁꯤꯡꯅ ꯑꯀꯣꯏꯕꯒꯤ ꯐꯤꯕꯝꯗ ꯄꯤꯔꯤꯕ ꯑꯀꯥꯏꯕ ꯍꯟꯊꯍꯟꯅꯕ ꯍꯥꯏꯔꯤ꯫ ꯑꯦꯟꯚꯥꯏꯔꯣꯃꯦꯟ ꯁꯤꯁꯇꯦꯅꯦꯕꯤꯂꯤꯇꯤ ꯍꯥꯏꯕꯁꯤ ꯀꯟꯖꯔꯕꯦꯁꯟ ꯔꯦꯁꯄꯣꯟꯁꯤꯕꯜ ꯑꯣꯏꯕ ꯑꯃꯣꯠꯄ ꯃꯦꯅꯦꯖꯃꯦꯟ ꯑꯃꯁꯨꯡ ꯂꯥꯛꯀꯗꯧꯔꯤꯕ ꯃꯤꯔꯣꯜꯁꯤꯡꯒꯤ ꯑꯣꯏꯅ ꯄ꯭ꯂꯥꯅꯦꯠ ꯑꯁꯤꯒꯤ ꯍꯛꯁꯦꯜ ꯑꯃꯁꯨꯡ ꯌꯥꯏꯐꯅꯕ ꯁꯁꯣꯏꯗꯅ ꯂꯩꯍꯟꯅꯕ ꯑꯁꯦꯡꯕ ꯇꯦꯛꯅꯣꯂꯣꯖꯤꯁꯤꯡ ꯁꯤꯖꯤꯟꯅꯕꯒꯨꯝꯕ ꯊꯧꯑꯣꯡꯁꯤꯡ ꯌꯣꯛꯈꯠꯄꯅꯤ꯫